ꯀꯣꯠ ꯑꯁꯤꯒꯤ ꯑꯔꯊ ꯀꯔꯤꯅꯣ ꯍꯥꯏꯕꯗꯨ ꯁꯟꯗꯣꯛꯅ ꯇꯥꯛꯄꯤꯌꯨ : "ꯇꯨꯡꯒꯤ ꯋꯥꯐꯝ ꯂꯥꯏꯊꯣꯛꯅꯕꯒꯤ ꯈ꯭ꯋꯥꯏꯗꯒꯤ ꯐꯕ ꯄꯥꯝꯕꯩꯗꯤ ꯃꯁꯤ ꯁꯦꯝꯒꯠꯄꯅꯤ꯫" ꯋꯥꯐꯝ ꯑꯁꯤꯅ ꯇꯥꯛꯂꯤ ꯃꯗꯨꯗꯤ ꯀꯔꯤ ꯑꯣꯏꯔꯛꯄ ꯌꯥꯕꯒꯦ ꯅꯠꯇ꯭ꯔꯒ ꯊꯣꯛꯂꯔꯣꯏꯗꯒꯦ ꯍꯥꯏꯕꯗꯨ ꯂꯥꯏꯊꯣꯛꯅꯕ ꯍꯣꯠꯅꯕꯒꯤ ꯃꯍꯨꯠꯇ ꯑꯩꯈꯣꯏꯅ ꯊꯕꯛ ꯄꯥꯏꯈꯠꯀꯗꯕꯅꯤ ꯑꯃꯁꯨꯡ ꯑꯩꯈꯣꯏꯒꯤ ꯏꯁꯥꯒꯤ ꯇꯁꯦꯡꯕ ꯊꯧꯗꯥꯡ ꯂꯧꯒꯗꯕꯅꯤ꯫ ꯃꯁꯤꯅ ꯇꯥꯛꯄꯗꯤ ꯇꯨꯡꯒꯤ ꯐꯤꯕꯝ ꯑꯁꯤ ꯑꯩꯈꯣꯏꯗ ꯁꯨꯞꯅꯇꯒꯤ ꯊꯣꯛꯄ ꯊꯧꯗꯣꯛ ꯑꯃꯅꯤ, ꯃꯗꯨꯒꯤ ꯃꯍꯨꯠꯇ ꯑꯩꯈꯣꯏꯅ ꯑꯩꯈꯣꯏꯒꯤ ꯈꯟꯕꯁꯤꯡ ꯑꯃꯁꯨꯡ ꯊꯕꯛꯁꯤꯡꯒꯤ ꯈꯨꯠꯊꯥꯡꯗ ꯑꯦꯛꯇꯤꯕ ꯑꯣꯏꯅ ꯁꯦꯝꯒꯠꯄ ꯌꯥꯕ ꯋꯥꯐꯝ ꯑꯃꯅꯤ꯫ ꯍꯧꯖꯤꯛꯀꯤ ꯃꯇꯝ ꯑꯁꯤꯗ ꯑꯩꯈꯣꯏꯅ ꯇꯧꯕ ꯉꯝꯕꯁꯤꯡꯗ ꯃꯤꯠꯌꯦꯡ ꯊꯝꯗꯨꯅ ꯑꯩꯈꯣꯏꯒꯤ ꯇꯨꯡꯒꯤ ꯐꯜꯗ ꯏꯊꯤꯜ ꯄꯤꯕ ꯉꯝꯒꯅꯤ꯫ ꯄꯦꯁꯤꯐꯤꯛ ꯑꯣꯏꯕ ꯑꯃꯁꯨꯡ ꯋꯥꯐꯝꯁꯤꯡ ꯉꯥꯏꯗꯨꯅ ꯂꯩꯕꯒꯤ ꯃꯍꯨꯠꯇ ꯑꯩꯈꯣꯏꯅ ꯑꯩꯈꯣꯏꯒꯤ ꯄꯨꯟꯁꯤꯒꯤ ꯊꯧꯗꯥꯡ ꯂꯧꯒꯗꯕꯅꯤ ꯑꯃꯁꯨꯡ ꯑꯩꯈꯣꯏꯅ ꯄꯥꯝꯂꯤꯕ ꯇꯨꯡꯒꯤ ꯐꯤꯕꯝ ꯁꯦꯝꯒꯠꯅꯕ ꯊꯕꯛ ꯇꯧꯒꯗꯕꯅꯤ꯫ ꯄ꯭ꯔꯣꯁꯄꯦꯛ ꯁꯄ꯭ꯔꯤꯡꯒꯤ ꯑꯄꯤꯛꯄ ꯁꯍꯔ ꯑꯁꯤ ꯈꯪꯍꯧꯗꯅ ꯃꯁꯛ ꯈꯪꯗꯕ ꯐꯣꯔꯁ ꯑꯃꯅ ꯂꯥꯟꯊꯦꯡꯅꯔꯛꯄ ꯃꯇꯝꯗ ꯅꯨꯃꯤꯠ ꯑꯗꯨ ꯀꯟꯕ ꯑꯁꯤ ꯊꯧꯅꯥ ꯐꯕ ꯑꯦꯗꯚꯦꯟꯆꯔ ꯀꯥꯡꯂꯨꯞ ꯑꯃꯒꯤ ꯃꯊꯧꯅꯤ꯫ ꯆꯥꯔꯖ ꯑꯁꯤꯕꯨ ꯂꯨꯆꯤꯡꯂꯤꯕ ꯑꯁꯤ ꯑꯚꯥ ꯀꯧꯕꯥ ꯅꯍꯥ ꯑꯣꯏꯔꯤꯕ ꯅꯨꯄꯤ ꯑꯃꯅꯤ꯫ ꯃꯍꯥꯛꯅ ꯄꯨꯟꯁꯤ ꯆꯨꯞꯄ ꯄ꯭ꯔꯣꯁꯄꯦꯛ ꯁ꯭ꯄꯔꯤꯡꯗ ꯂꯩꯈꯤ꯫ ꯑꯚꯥ ꯑꯁꯤ ꯍꯩꯊꯣꯏ-ꯁꯤꯡꯊꯣꯏꯔꯕ ꯐꯥꯏꯇꯔ ꯑꯃꯁꯨꯡ ꯁꯇ꯭ꯔꯦꯇꯦꯖꯤꯁ ꯑꯃꯅꯤ, ꯃꯍꯥꯛꯀꯤ ꯌꯨꯝ ꯑꯃꯁꯨꯡ ꯃꯍꯥꯛꯅ ꯅꯨꯡꯁꯤꯖꯕ ꯃꯤꯑꯣꯏꯁꯤꯡꯕꯨ ꯉꯥꯛꯊꯣꯛꯅꯕ ꯋꯥꯔꯦꯞ ꯂꯧꯔꯦ꯫ ꯃꯍꯥꯛꯀꯤ ꯇꯝꯄꯥꯛ ꯑꯃꯁꯨꯡ ꯃꯍꯥꯛꯀꯤ ꯊꯧꯅꯥꯒ ꯂꯣꯏꯅꯅ ꯑꯚꯥꯅ ꯑꯦꯗꯚꯦꯟꯆꯔꯁꯤꯡꯒꯤ ꯀꯥꯡꯂꯨꯞ ꯑꯗꯨꯕꯨ ꯔꯦꯂꯤ ꯇꯧꯏ ꯑꯃꯁꯨꯡ ꯑꯦꯇꯦꯛ ꯑꯗꯨꯒꯤ ꯍꯧꯔꯛꯐꯝ ꯑꯗꯨ ꯈꯪꯗꯣꯛꯅꯕ ꯑꯃꯁꯨꯡ ꯃꯁꯤꯕꯨ ꯑꯃꯨꯛ ꯍꯟꯅ ꯂꯣꯏꯁꯤꯟꯅꯕ ꯊꯧꯔꯥꯡ ꯇꯧꯏ꯫ ꯄꯦꯔꯨꯒꯤ ꯍꯧꯖꯤꯛ ꯂꯩꯔꯤꯕꯥ ꯔꯥꯁꯇ꯭ꯔꯄꯇꯤꯒꯤ ꯃꯇꯥꯡꯗ ꯔꯤꯁꯔꯆ ꯇꯧꯕꯤꯌꯨ꯫ ꯏꯪ ꯂꯤꯁꯤꯡ ꯑꯅꯤ ꯀꯨꯟꯃꯥꯊꫭꯏꯒꯤ ꯑꯣꯛꯇꯣꯕꯔ ꯐꯥꯎꯕꯗ ꯄꯦꯔꯨꯒꯤ ꯍꯧꯖꯤꯛ ꯂꯩꯔꯤꯕ ꯔꯥꯁꯇ꯭ꯔꯄꯇꯤ ꯄꯦꯗ꯭ꯔꯣ ꯀꯥꯁꯇꯤꯂꯣꯅꯤ꯫ ꯀꯥꯁꯇꯤꯂꯣ ꯑꯁꯤ ꯂꯦꯞꯇꯅ ꯔꯥꯖꯅꯤꯇꯤ ꯇꯧꯕ ꯃꯤꯑꯣꯏ ꯑꯃꯅꯤ ꯑꯃꯁꯨꯡ ꯐ꯭ꯔꯤ ꯄꯦꯔꯨ ꯄꯥꯔꯇꯤꯗꯒꯤꯅꯤ꯫ ꯃꯍꯥꯛ ꯖꯨꯂꯥꯏ ꯀꯨꯟꯅꯤꯄꯥꯟ, ꯏꯪ ꯂꯤꯁꯤꯡ ꯑꯅꯤ ꯀꯨꯟꯃꯥꯊꫭꯏꯗ ꯄꯣꯂꯥꯔꯤꯖꯝ ꯑꯣꯏꯕ ꯃꯤꯈꯜꯗ ꯔꯥꯏꯠ-ꯋꯤꯡ ꯀꯦꯟꯗꯤꯗꯦꯠ ꯀꯦꯏꯀꯣ ꯐꯨꯖꯤꯃꯣꯔꯤꯕꯨ ꯃꯥꯏꯊꯤꯕ ꯄꯤꯗꯨꯅ ꯔꯥꯁꯇ꯭ꯔꯄꯇꯤ ꯑꯣꯏꯅ ꯈꯟꯈꯤ꯫ ꯃꯍꯥꯛꯀꯤ ꯔꯥꯖꯅꯤꯇꯤꯒꯤ ꯊꯕꯛꯀꯤ ꯃꯃꯥꯡꯗ, ꯀꯥꯁꯇꯤꯂꯣ ꯑꯁꯤ ꯁ꯭ꯀꯨꯜꯒꯤ ꯑꯣꯖꯥ ꯑꯃꯁꯨꯡ ꯇ꯭ꯔꯦꯗ ꯌꯨꯅꯤꯌꯟꯒꯤ ꯂꯨꯆꯤꯡꯕ ꯑꯃꯥ ꯑꯣꯏꯔꯝꯃꯤ꯫ ꯃꯍꯥꯛ ꯏꯪ ꯂꯤꯁꯤꯡ ꯑꯅꯤꯒ ꯁꯨꯞꯅ ꯇꯔꯥꯒꯤ ꯃꯌꯥꯏ ꯆꯜꯂꯛꯄꯗ ꯑꯆꯧꯕ ꯑꯣꯖꯥꯁꯤꯡꯒꯤ ꯁꯇ꯭ꯔꯥꯏꯛ ꯀꯌꯥ ꯂꯨꯆꯤꯡꯕꯒꯤꯗꯃꯛ ꯈꯪꯅꯔꯝꯃꯤ꯫ ꯃꯍꯥꯛꯅ ꯂꯥꯏꯔꯕ ꯑꯃꯁꯨꯡ ꯃꯥꯟꯅꯕ ꯂꯩꯇꯕ ꯊꯦꯡꯅꯅꯕ, ꯁꯪꯕꯤꯙꯥꯟ ꯔꯤꯐꯣꯔꯝ ꯇꯧꯅꯕ, ꯃꯔꯨꯑꯣꯏꯕꯥ ꯏꯟꯗꯁꯇ꯭ꯔꯤꯁꯤꯡ ꯅꯦꯁꯅꯦꯂꯥꯏꯖ ꯇꯧꯅꯕ ꯋꯥꯁꯛꯁꯤꯡꯗ ꯈꯣꯡꯖꯪ ꯆꯪꯁꯤꯟꯈꯤ꯫